ꯐꯤꯁ꯭ꯀꯦꯜ ꯗꯦꯐꯤꯁꯤꯠ ꯍꯥꯏꯕꯁꯤ ꯀꯔꯤꯅꯣ ꯍꯥꯏꯕꯗꯨ ꯁꯟꯗꯣꯛꯅꯥ ꯇꯥꯛꯄꯤꯌꯨ꯫ ꯐꯤꯁ꯭ꯀꯦꯜ ꯗꯦꯐꯤꯁꯤꯠ ꯍꯥꯏꯕꯁꯤ ꯃꯍꯧꯁꯥꯅꯥ ꯁꯦꯝꯕꯥ ꯆꯍꯤ ꯑꯃꯒꯤ ꯃꯅꯨꯡꯗꯥ ꯑꯀꯛꯅꯕꯥ ꯃꯇꯝ ꯑꯃꯒꯤ ꯃꯅꯨꯡꯗꯥ ꯁꯔꯀꯥꯔ ꯑꯃꯒꯤ ꯆꯥꯔꯖꯤꯡꯅꯥ ꯃꯈꯣꯢꯒꯤ ꯔꯦꯚꯦꯅꯌꯨꯗꯒꯤ ꯍꯦꯟꯕꯥ ꯐꯤꯚꯝ ꯑꯗꯨꯕꯨ ꯈꯪꯅꯩ꯫ ꯑꯇꯣꯞꯄꯥ ꯋꯥꯍꯟꯊꯣꯛ ꯑꯃꯗꯥ ꯍꯥꯏꯔꯕꯗꯥ, ꯃꯁꯤ ꯁꯔꯀꯥꯔꯒꯤ ꯑꯄꯨꯟꯕꯥ ꯆꯥꯔꯖꯤꯡ ꯑꯃꯁꯨꯡ ꯑꯄꯨꯟꯕꯥ ꯔꯤꯁꯤꯞꯁꯤꯡꯒꯤ ꯃꯔꯛꯇꯥ ꯂꯩꯔꯤꯕꯥ ꯈꯦꯠꯅꯕꯥ ꯑꯗꯨꯅꯤ, ꯂꯂꯣꯟ-ꯏꯇꯤꯛꯀꯤ ꯊꯕꯛꯁꯤꯡ ꯌꯥꯎꯗꯅꯥ꯫ ꯗꯦꯐꯤꯁꯤꯠ ꯑꯁꯤ ꯁꯦꯜ ꯊꯥꯗꯅꯕꯥ ꯁꯔꯀꯥꯔꯅꯥ ꯗꯣꯃꯦꯁ꯭ꯇꯤꯛ ꯅꯠꯇꯔꯒꯥ ꯐꯣꯔꯦꯟ ꯁꯣꯔꯁꯁꯤꯡꯗꯒꯤ ꯂꯂꯣꯟ-ꯏꯇꯤꯛ ꯇꯧꯕꯥ ꯌꯥꯏ, ꯑꯌꯥꯝꯕꯅꯥ ꯇ꯭ꯔꯦꯖꯔꯤ ꯕꯣꯟꯗꯒꯨꯝꯕꯥ ꯁꯦꯀꯌꯨꯔꯤꯇꯤꯁꯤꯡ ꯄꯤꯗꯨꯅꯥ ꯅꯠꯇꯔꯒꯥ ꯐꯣꯔꯦꯟ ꯑꯦꯛꯆꯦꯟꯖ ꯔꯤꯖꯔꯚꯔꯁꯤꯡꯗꯒꯤ ꯂꯧꯊꯣꯛꯄꯥ ꯑꯁꯤꯒꯨꯝꯕꯥ ꯑꯇꯣꯞꯄꯥ ꯄꯥꯝꯕꯩꯁꯤꯡꯒꯤ ꯈꯨꯠꯊꯥꯡꯗꯥ꯫ ꯑꯆꯧꯕꯥ ꯑꯃꯁꯨꯡ ꯂꯦꯞꯇꯅꯥ ꯆꯠꯊꯔꯤꯕꯥ ꯐꯤꯁ꯭ꯀꯦꯜ ꯗꯦꯐꯤꯁꯤꯠꯁꯤꯡꯅꯥ ꯄꯕ꯭ꯂꯤꯛ ꯗꯦꯕꯠꯀꯤ ꯊꯥꯛ ꯍꯦꯒꯠꯍꯟꯕꯥ ꯌꯥꯏ ꯑꯃꯁꯨꯡ ꯃꯦꯀꯔꯣ-ꯏꯀꯣꯅꯣꯃꯤꯛ ꯏꯝꯄꯦꯛꯇꯁꯤꯡꯁꯨ ꯂꯩꯕꯥ ꯌꯥꯏ, ꯍꯥꯏꯕꯗꯤ ꯏꯟꯇꯔꯦꯁ ꯔꯦꯠ ꯍꯦꯟꯅꯥ ꯋꯥꯡꯕꯥ ꯑꯃꯁꯨꯡ ꯏꯟꯐ꯭ꯂꯦꯁꯉꯨꯝꯕꯥ꯫ ꯃꯔꯝ ꯑꯗꯨꯅꯥ ꯐꯤꯁ꯭ꯀꯦꯜ ꯗꯦꯐꯤꯁꯤꯠ ꯃꯦꯅꯦꯖ ꯇꯧꯕꯥ ꯑꯁꯤ ꯃꯍꯧꯁꯥꯅꯥ ꯁꯔꯀꯥꯔꯒꯤ ꯑꯄꯨꯟꯕꯥ ꯏꯀꯣꯅꯣꯃꯤꯛ ꯄꯣꯂꯤꯁꯤꯒꯤ ꯃꯔꯨꯑꯣꯏꯕꯥ ꯃꯁꯛ ꯑꯃꯅꯤ꯫ ꯑꯣꯞꯁꯟ ꯑꯅꯤꯗꯨꯒꯤ ꯃꯅꯨꯡꯗꯥ ꯑꯃꯕꯨ ꯈꯜꯂꯨ ꯑꯃꯁꯨꯡ ꯀꯔꯤꯒꯤꯅꯣ ꯍꯥꯏꯕꯗꯨ ꯁꯟꯗꯣꯛꯅꯥ ꯇꯥꯛꯄꯤꯌꯨ꯫ ꯑꯣꯄꯁꯟꯁꯤꯡ: ꯑꯣꯟꯂꯥꯏꯟ ꯀ꯭ꯂꯥꯁꯁꯤꯡ ꯅꯠꯇꯔꯒꯥ ꯇ꯭ꯔꯦꯗꯤꯁꯅꯦꯜ ꯀ꯭ꯂꯥꯁꯁꯤꯡ꯫ ꯑꯦ. ꯑꯥꯏ. ꯑꯃꯥ ꯑꯣꯏꯅꯥ ꯑꯩꯒꯤ ꯑꯣꯟꯂꯥꯏꯟ ꯀ꯭ꯂꯥꯁ ꯑꯃꯁꯨꯡ ꯇ꯭ꯔꯦꯗꯤꯁ꯭ꯅꯦꯜ ꯀ꯭ꯂꯥꯁꯀꯤ ꯃꯔꯛꯇꯥ ꯄꯔꯁꯣꯅꯦꯜ ꯄꯔꯐꯣꯔꯦꯟꯁ ꯂꯩꯇꯦ, ꯑꯗꯨꯕꯨ ꯑꯣꯞꯁꯟ ꯈꯨꯗꯤꯡꯃꯛꯀꯤ ꯀꯥꯟꯅꯕꯥ ꯑꯃꯁꯨꯡ ꯈꯨꯗꯣꯡꯆꯥꯗꯕꯁꯤꯡꯒꯤ ꯃꯇꯥꯡꯗꯥ ꯏꯟꯐꯣꯔꯃꯦꯁꯟ ꯈꯔꯥ ꯄꯤꯕꯥ ꯌꯥꯏ꯫ ꯍꯧꯈꯤꯕꯥ ꯆꯍꯤ ꯈꯔꯁꯤꯗꯥ ꯑꯈꯟꯅꯅꯥ ꯀꯣꯕꯤꯠ-ꯇꯔꯥꯃꯥꯄꯜ ꯂꯥꯏꯆꯠ ꯑꯁꯤꯗꯒꯤ ꯑꯣꯟꯂꯥꯏꯟ ꯀ꯭ꯂꯥꯁꯁꯤꯡ ꯑꯁꯤ ꯌꯥꯝꯅꯥ ꯄꯥꯝꯅꯕꯥ ꯑꯣꯏꯔꯛꯂꯤ꯫ ꯃꯈꯣꯌꯅꯥ ꯐ꯭ꯂꯦꯛꯁꯤꯕꯤꯂꯤꯇꯤ ꯑꯃꯁꯨꯡ ꯈꯨꯗꯣꯡꯆꯥꯕꯥ ꯄꯤꯔꯤ, ꯃꯔꯝꯗꯤ ꯃꯍꯩꯔꯣꯏꯁꯤꯡꯅꯥ ꯏꯟꯇꯔꯅꯦꯠ ꯀꯅꯦꯛꯁꯟ ꯂꯩꯕꯥ ꯃꯐꯝ ꯑꯃꯗꯒꯤ ꯀ꯭ꯂꯥꯁ ꯑꯃꯗꯥ ꯇꯝꯕꯥ ꯌꯥꯏ꯫ ꯃꯈꯣꯏꯅꯥ ꯃꯁꯥꯅꯥ ꯃꯁꯥꯕꯨ ꯇꯝꯖꯕꯁꯨ ꯌꯥꯍꯜꯂꯤ, ꯃꯔꯝꯗꯤ ꯃꯍꯩꯔꯣꯏꯁꯤꯡꯅꯥ ꯑꯌꯥꯝꯕꯅꯥ ꯃꯇꯝ ꯑꯃꯠꯇꯗꯥ ꯀꯣꯔꯁꯀꯤ ꯃꯆꯥꯛꯁꯤꯡ ꯑꯁꯤ ꯑꯦꯛꯁꯦꯁ ꯇꯧꯕꯥ ꯌꯥꯏ꯫ ꯑꯣꯟꯂꯥꯏꯟ ꯀ꯭ꯂꯥꯁꯁꯤꯡ ꯑꯁꯤꯁꯨ ꯑꯌꯥꯝꯕꯅꯥ ꯍꯦꯟꯅꯥ ꯃꯃꯜ ꯍꯣꯡꯕꯥ ꯑꯣꯏ, ꯃꯔꯝꯗꯤ ꯃꯈꯣꯏꯅꯥ ꯆꯠꯊꯣꯛ-ꯆꯠꯁꯤꯟ, ꯂꯩꯐꯝ ꯑꯃꯁꯨꯡ ꯏꯟ-ꯄꯔꯁꯟ ꯀ꯭ꯂꯥꯁꯁꯤꯡꯗꯥ ꯇꯝꯕꯒꯥ ꯃꯔꯤ ꯂꯩꯅꯕꯥ ꯑꯇꯩ ꯆꯥꯔꯖꯤꯡꯁꯤꯡꯒꯤ ꯃꯊꯧ ꯇꯥꯕꯥ ꯑꯗꯨ ꯀꯣꯛꯍꯜꯂꯤ꯫ ꯑꯃꯔꯣꯝꯗꯥ, ꯇ꯭ꯔꯦꯗꯤꯁ꯭ꯅꯦꯜ ꯀ꯭ꯂꯥꯁꯁꯤꯡꯅꯥ ꯃꯍꯩꯔꯣꯏ ꯈꯔꯅꯥ ꯍꯦꯟꯅꯥ ꯅꯨꯡꯉꯥꯏꯕꯥ ꯑꯃꯁꯨꯡ ꯏꯐꯦꯛꯇꯤꯞ ꯑꯣꯏꯕꯥ ꯐꯦꯁ-ꯇꯨ-ꯐꯦꯁ ꯏꯟꯇꯔꯦꯛꯁꯟ ꯑꯃꯥ ꯄꯤꯔꯤ꯫ ꯃꯈꯣꯏꯅꯥ ꯁ꯭ꯇꯔꯛꯆꯔꯦꯜ ꯁꯦꯗ꯭ꯌꯨꯜ ꯑꯃꯁꯨ ꯄꯤꯔꯤ, ꯃꯗꯨꯅꯥ ꯃꯍꯩꯔꯣꯏꯁꯤꯡꯕꯨ ꯂꯝꯕꯤꯗꯥ ꯆꯠꯄꯗꯥ ꯑꯃꯁꯨꯡ ꯃꯈꯣꯏꯒꯤ ꯃꯇꯝ ꯍꯦꯟꯅꯥ ꯐꯅꯥ ꯁꯤꯖꯤꯟꯅꯕꯗꯥ ꯃꯇꯦꯡ ꯄꯥꯡꯏ꯫ ꯇ꯭ꯔꯦꯗꯤꯁꯅꯦꯜ ꯀ꯭ꯂꯥꯁꯁꯤꯡ ꯑꯁꯤꯅꯥ ꯈꯨꯠꯅꯥ ꯇꯝꯅꯕꯒꯤ ꯑꯃꯁꯨꯡ ꯀ꯭ꯂꯥꯁꯃꯦꯠꯁꯤꯡꯒꯥ ꯄꯨꯟꯅꯥ ꯊꯕꯛ ꯇꯧꯃꯤꯟꯅꯕꯒꯤ ꯈꯨꯗꯣꯡꯆꯥꯕꯁꯤꯡꯁꯨ ꯄꯤꯔꯤ꯫ ꯑꯔꯣꯏꯕꯗꯥ, ꯑꯣꯅꯂꯥꯏꯟ ꯅꯠꯇꯔꯒꯥ ꯇ꯭ꯔꯦꯗꯤꯁꯅꯦꯜ ꯀ꯭ꯂꯥꯁꯁꯤꯡ ꯑꯁꯤ ꯍꯦꯟꯅꯥ ꯐꯕꯔꯥ ꯍꯥꯏꯕꯁꯤ ꯃꯤꯑꯣꯏ ꯑꯗꯨꯒꯤ ꯄꯔꯁꯣꯅꯦꯜ ꯂꯔꯅꯤꯡ ꯁ꯭ꯇꯥꯏꯜ, ꯐꯤꯚꯝ ꯑꯃꯁꯨꯡ ꯄꯔꯁꯟꯗꯨꯒꯤ ꯃꯈꯥ ꯄꯣꯜꯂꯤ꯫ ꯃꯍꯩꯔꯣꯏ ꯈꯔꯅꯥ ꯇ꯭ꯔꯦꯗꯤꯁ꯭ꯅꯦꯜ ꯀ꯭ꯂꯥꯁꯁꯤꯡꯒꯤ ꯁ꯭ꯠꯔꯛꯆꯔꯦꯜ ꯑꯦꯟꯚꯥꯏꯔꯟꯃꯦꯟꯇꯇꯥ ꯍꯤꯡꯂꯤ, ꯑꯗꯨꯒꯥ ꯑꯇꯩ ꯈꯔꯅꯥ ꯑꯣꯟꯂꯥꯏꯟ ꯀ꯭ꯂꯥꯁꯁꯤꯡꯒꯤ ꯐ꯭ꯂꯦꯛꯁꯤꯕꯤꯂꯤꯇꯤ ꯑꯃꯁꯨꯡ ꯑꯣꯇꯣꯅꯣꯃꯤ ꯑꯁꯤ ꯍꯦꯟꯅꯥ ꯄꯥꯝꯃꯤ꯫ ꯆꯍꯤ ꯑꯁꯤꯗꯥ ꯐꯣꯡꯈꯤꯕꯥ ꯃꯤꯌꯥꯝꯅꯥ ꯄꯥꯝꯅꯕꯥ ꯂꯥꯏꯔꯤꯀꯁꯤꯡꯒꯤ ꯂꯤꯁ꯭ꯠ ꯑꯃꯥ ꯁꯦꯝꯃꯨ꯫ ꯂꯤꯁꯤꯡ ꯑꯅꯤꯒ ꯁꯨꯞꯅ ꯀꯨꯟꯃꯥꯊꯣꯏ ꯗꯥ ꯐꯣꯡꯈꯤꯕꯥ ꯃꯤꯌꯥꯝꯅꯥ ꯄꯥꯝꯅꯕꯥ ꯂꯥꯏꯔꯤꯛꯁꯤꯡꯒꯤ ꯂꯤꯁ꯭ꯠ ꯑꯃꯥ ꯃꯈꯥꯗꯥ ꯄꯤꯔꯤ: ꯀ꯭ꯔꯤꯁ꯭ꯇꯤꯟ ꯍꯥꯟꯅꯥ ꯏꯕꯥ "ꯗꯤ ꯐꯣꯔ ꯋꯤꯟꯁ" ꯑꯦꯁꯂꯦ ꯑꯣꯗ꯭ꯔꯦ ꯒꯤ"ꯗꯤ ꯄꯨꯁ" ꯁꯥꯔꯥ ꯄꯤꯌꯥꯔꯁꯀꯤ "ꯗꯤ ꯁꯦꯅꯥꯇꯣꯔꯤꯌꯝ" ꯇꯦꯂꯔ ꯖꯦꯅꯀꯤꯟ ꯔꯤꯟꯗ ꯏꯕꯥ "ꯃꯥꯂꯤꯕꯨ ꯔꯥꯏꯖꯤꯡ"꯫ ꯄꯦꯇꯔꯤꯁꯤꯌꯥ ꯂꯣꯀꯎꯗꯅꯥ ꯏꯕꯥ "ꯀꯅꯥꯒꯨꯝꯕꯥ ꯑꯃꯅꯥ ꯃꯁꯤꯒꯤ ꯃꯇꯥꯡꯗꯥ ꯋꯥꯔꯤ ꯁꯥꯅꯗꯦ" ꯀꯥꯖꯨꯑꯣ ꯏꯁꯤꯒꯨꯔꯣꯅꯥ ꯏꯕꯥ "ꯀ꯭ꯂꯥꯔꯥ ꯑꯦꯟ ꯗ ꯁꯟ" ꯔꯦꯆꯦꯜ ꯍꯧꯀꯤꯟꯁꯅꯥ ꯏꯕꯥ "ꯗ ꯋꯥꯏꯐ ꯑꯞꯁ꯭ꯇꯦꯌꯥꯔ" ꯃꯦ ꯀꯣꯕꯅꯥ ꯏꯕꯥ "ꯗꯤ ꯍꯟꯇꯤꯡ ꯋꯥꯏꯐꯁ" ꯑꯦꯟꯗꯤ ꯋꯤꯔꯇꯅ ꯏꯕ "ꯄ꯭ꯔꯣꯖꯦꯛꯇ ꯍꯥꯏꯜ ꯃꯦꯔꯤ꯫ ꯆꯥꯟꯕꯤꯗꯨꯅꯥ ꯈꯪꯕꯤꯌꯨ ꯃꯗꯨꯗꯤ ꯆꯍꯤ ꯑꯁꯤ ꯆꯠꯊꯔꯛꯄꯒꯥ ꯂꯣꯏꯅꯅꯥ ꯃꯁꯤ ꯍꯣꯡꯂꯛꯀꯅꯤ ꯑꯃꯁꯨꯡ ꯍꯦꯟꯅꯥ ꯃꯤꯌꯥꯝꯅꯥ ꯄꯥꯝꯅꯕꯥ ꯂꯥꯏꯔꯤꯛꯁꯤꯡ ꯐꯣꯡꯕꯥ ꯌꯥꯏ꯫।